ꯍꯦꯗꯤꯡ ꯑꯃꯗꯤ ꯄꯦꯔꯥꯒ꯭ꯔꯥꯐ ꯑꯃꯒ ꯂꯣꯏꯅꯅ ꯏꯆꯝ ꯆꯝꯕ ꯋꯦꯕ ꯄꯦꯖ ꯑꯃ ꯁꯦꯝꯅꯕ ꯀꯣꯗ ꯑꯗꯨ ꯏꯌꯨ꯫ ꯃꯈꯥꯗ ꯍꯦꯗꯤꯡ ꯑꯃꯗꯤ ꯄꯦꯔꯥꯒ꯭ꯔꯥꯐ ꯑꯃꯒ ꯂꯣꯏꯅꯅ ꯏꯆꯝ ꯆꯝꯕ ꯋꯦꯕꯄꯦꯖ ꯑꯃ ꯁꯦꯝꯕ꯫ ꯍꯥꯏꯔꯤꯕ ꯑꯦꯂꯤꯃꯦꯟꯠꯁꯤꯡ ꯑꯁꯤꯒꯤ ꯃꯅꯨꯡꯗ ꯂꯩꯕ ꯇꯦꯛꯁ ꯑꯗꯨ ꯄꯦꯖ ꯑꯗꯨꯗ ꯌꯦꯡꯒꯅꯤ꯫ ꯑꯄꯨꯅꯕ ꯑꯣꯏꯅ, ꯃꯁꯤ ꯍꯦꯗꯤꯡ ꯑꯃꯗꯤ ꯄꯦꯔꯥꯒ꯭ꯔꯥꯐ ꯑꯃ ꯌꯥꯎꯕ ꯏꯆꯝ ꯆꯝꯕ ꯋꯦꯕ ꯄꯦꯖ ꯑꯃꯒꯤ ꯕꯦꯁꯤꯛ ꯁ꯭ꯇꯔꯛꯆꯔ ꯑꯃꯅꯤ꯫ ꯃꯈꯥꯗ ꯄꯤꯔꯤꯕ ꯀ꯭ꯂꯦꯝ ꯑꯁꯤꯒꯤꯗꯃꯛꯇ ꯁꯄꯣꯔꯇꯤꯡ ꯏꯚꯤꯗꯦꯟꯁ ꯍꯥꯞꯆꯤꯜꯂꯨ꯫ ꯍꯧꯈꯤꯕ ꯆꯍꯤ ꯈꯔꯁꯤꯗ ꯁ꯭ꯇꯔꯤꯃꯤꯡ ꯚꯤꯗꯤꯑꯣ ꯁꯔꯚꯤꯁꯁꯤꯡꯒꯤ ꯃꯤꯌꯥꯝꯅ ꯄꯥꯝꯅꯕ ꯑꯁꯤ ꯌꯥꯝꯅ ꯍꯦꯟꯒꯠꯂꯦ꯫ ꯍꯧꯈꯤꯕ ꯆꯍꯤ ꯈꯔꯁꯤꯗ ꯁ꯭ꯇꯔꯤꯃꯤꯡ ꯚꯤꯗꯤꯑꯣ ꯁꯔꯚꯤꯁꯁꯤꯡꯒꯤ ꯃꯤꯌꯥꯝꯅ ꯄꯥꯝꯅꯕ ꯍꯦꯟꯒꯠꯂꯛꯄꯒꯤ ꯋꯥꯐꯝ ꯑꯁꯤꯕꯨ ꯁꯧꯒꯠꯂꯤꯕ ꯗꯦꯇꯥ, ꯁ꯭ꯇꯦꯇꯤꯁ꯭ꯇꯤꯛꯁ ꯑꯃꯁꯨꯡ ꯁꯔꯚꯦ ꯀꯌꯥ ꯑꯃ ꯂꯩꯔꯤ꯫ ꯃꯁꯤꯒꯤ ꯃꯁꯤꯡ ꯑꯁꯤ ꯃꯗꯨꯒꯤ ꯃꯇꯨꯡ ꯆꯍꯤꯁꯤꯡꯗ ꯃꯈꯥ ꯇꯥꯅ ꯍꯦꯟꯒꯠꯂꯛꯄ ꯌꯥꯏ꯫ ꯗꯦꯇꯥ ꯄꯣꯏꯟꯠ ꯄꯨꯝꯅꯃꯛ ꯑꯁꯤꯅ ꯍꯧꯈꯤꯕ ꯆꯍꯤ ꯈꯔꯁꯤꯗ ꯁ꯭ꯇꯔꯤꯃꯤꯡ ꯚꯤꯗꯤꯑꯣ ꯁꯔꯚꯤꯁꯁꯤꯡꯒꯤ ꯃꯤꯌꯥꯝꯅ ꯄꯥꯝꯅꯕ ꯍꯦꯟꯒꯠꯂꯛꯄꯒꯤ ꯑꯀꯟꯕ ꯄ꯭ꯔꯃꯥꯟ ꯑꯃ ꯑꯣꯏꯅ ꯊꯕꯛ ꯇꯧꯔꯤ꯫ ꯃꯈꯥꯗ ꯄꯤꯔꯤꯕ ꯋꯥꯐꯝ ꯑꯁꯤꯒꯤ ꯃꯇꯥꯡꯗ ꯍꯦꯟꯅ ꯃꯌꯦꯛ ꯁꯦꯡꯅ ꯇꯥꯛꯄꯤꯌꯨ꯫ ꯁꯦꯟ ꯑꯁꯤ ꯑꯆꯧꯕ ꯃꯣꯇꯤꯕꯦꯇꯔ ꯑꯃꯅꯤ꯫ "ꯁꯦꯜ ꯑꯁꯤ ꯑꯆꯧꯕ ꯃꯣꯇꯤꯕꯦꯇꯔ ꯑꯃꯅꯤ" ꯍꯥꯏꯕ ꯋꯥꯐꯝ ꯑꯁꯤꯅ ꯃꯤꯑꯣꯏ ꯑꯃꯕꯨ ꯃꯈꯣꯏꯒꯤ ꯄꯥꯟꯗꯝꯁꯤꯡ ꯐꯪꯅꯕ, ꯍꯦꯟꯅ ꯐꯕ ꯊꯕꯛ ꯇꯧꯅꯕ ꯅꯠꯇ꯭ꯔꯒ ꯍꯦꯟꯅ ꯀꯟꯅ ꯊꯕꯛ ꯇꯧꯅꯕ ꯊꯧꯅꯥ ꯍꯥꯞꯄꯗ ꯁꯦꯜꯅ ꯃꯔꯨꯑꯣꯏꯕ ꯊꯧꯗꯥꯡ ꯂꯧꯕ ꯌꯥꯏ ꯍꯥꯏꯅ ꯇꯥꯛꯂꯤ꯫ ꯁꯦꯜ ꯑꯁꯤ ꯀꯅꯥꯒꯨꯝꯕ ꯑꯃꯅ ꯍꯣꯠꯅꯔꯤꯕ ꯑꯗꯨꯒꯤ ꯇꯦꯟꯖꯤꯕꯜ ꯑꯃꯁꯨꯡ ꯈꯨꯗꯛꯀꯤ ꯑꯣꯏꯕ ꯃꯅꯥ ꯑꯃ ꯑꯣꯏꯕꯅ, ꯃꯁꯤꯅ ꯑꯌꯥꯝꯕꯅ ꯃꯤꯌꯥꯝꯅ ꯍꯦꯟꯅ ꯄꯣꯠꯊꯣꯛ ꯄꯨꯊꯣꯛꯄ, ꯀ꯭ꯔꯤꯌꯦꯇꯤꯕꯤꯇꯤ ꯑꯃꯁꯨꯡ ꯏꯐꯤꯁꯤꯑꯦꯟꯁꯤꯒꯤ ꯃꯥꯏꯀꯩꯗ ꯍꯣꯠꯅꯕꯗ ꯏꯟꯁꯦꯟꯇꯤꯕ ꯑꯃ ꯑꯣꯏꯅ ꯊꯕꯛ ꯇꯧꯏ꯫ ꯃꯁꯤꯒꯤ ꯃꯊꯛꯇ, ꯃꯁꯤꯅ ꯁꯦꯀ꯭ꯌꯨꯔꯤꯇꯤꯒꯤ ꯃꯔꯨꯑꯣꯏꯕ ꯃꯤꯑꯣꯏꯕꯒꯤ ꯃꯊꯧ ꯇꯥꯕ ꯑꯗꯨ ꯁꯣꯏꯗꯅ ꯐꯪꯍꯜꯂꯤ ꯑꯃꯁꯨꯡ ꯄꯨꯟꯁꯤꯒꯤ ꯃꯒꯨꯟ ꯍꯦꯟꯒꯠꯍꯜꯂꯤꯕ ꯄꯣꯠꯂꯝꯁꯤꯡ ꯑꯃꯁꯨꯡ ꯁꯔꯕꯤꯁꯁꯤꯡ ꯐꯪꯅꯕꯒꯤ ꯄꯥꯝꯕꯩ ꯑꯃ ꯄꯤꯔꯤ꯫ ꯃꯁꯤꯒꯤ ꯃꯊꯛꯇ, ꯁꯦꯟ ꯂꯧꯕ ꯑꯁꯤ ꯑꯌꯥꯝꯕꯅ ꯃꯥꯏ ꯄꯥꯛꯄ, ꯈꯨꯟꯅꯥꯏꯒꯤ ꯐꯤꯚꯝ, ꯑꯃꯁꯨꯡ ꯃꯁꯥꯒꯤ ꯑꯣꯏꯖꯕ ꯊꯤꯕꯒ ꯃꯔꯤ ꯂꯩꯅꯩ, ꯃꯁꯤꯅ ꯃꯁꯤꯒꯤ ꯃꯣꯇꯤꯕꯦꯁꯅꯦꯜ ꯄ꯭ꯔꯣꯄꯔꯇꯤꯁꯤꯡꯗ ꯃꯈꯥ ꯇꯥꯅ ꯃꯩ ꯊꯥꯗꯣꯛꯏ꯫ ꯑꯗꯨꯝ ꯑꯣꯏꯅꯃꯛ, ꯃꯁꯤ ꯌꯥꯝꯅ ꯃꯔꯨꯑꯣꯏꯅ ꯈꯪꯖꯤꯟꯕ ꯌꯥꯏ ꯃꯗꯨꯗꯤ ꯁꯦꯜ ꯑꯁꯤ ꯁꯛꯇꯤ ꯂꯩꯕ ꯃꯣꯇꯤꯕꯦꯇꯔ ꯑꯃ ꯑꯣꯏꯕ ꯌꯥꯏ, ꯑꯗꯨꯕꯨ ꯃꯁꯤꯅ ꯃꯤꯄꯨꯝ ꯈꯨꯗꯤꯡꯃꯛꯀꯤ ꯄ꯭ꯔꯥꯏꯃꯥꯔꯤ ꯗ꯭ꯔꯥꯏꯚꯤꯡ ꯐꯣꯔꯁ ꯑꯣꯏꯕ ꯌꯥꯏ, ꯑꯃꯁꯨꯡ ꯃꯁꯤꯒꯤ ꯏꯝꯄꯦꯛ ꯑꯁꯤ ꯃꯤꯑꯣꯏ ꯑꯃꯒꯤ ꯚꯦꯜꯌꯨ, ꯐꯤꯚꯝ ꯑꯃꯁꯨꯡ ꯄꯥꯟꯗꯝꯒꯤ ꯃꯇꯨꯡꯏꯟꯅ ꯈꯦꯠꯅꯕ ꯌꯥꯏ꯫ ꯇ꯭ꯔꯥꯟꯁꯄꯣꯔꯇꯦꯁꯟꯒꯤ ꯇꯨꯡꯒꯤ ꯐꯤꯕꯝ ꯑꯁꯤ ꯁ꯭ꯁꯇꯦꯅꯦꯕꯤꯂꯤꯇꯤ ꯑꯃꯁꯨꯡ ꯏꯐꯤꯁꯤꯑꯦꯟꯁꯤ ꯍꯦꯟꯒꯠꯍꯟꯕꯒꯤ ꯃꯥꯏꯀꯩꯗ ꯆꯪꯁꯤꯜꯂꯤꯕ ꯎꯕ ꯐꯪꯏ, ꯑꯣꯇꯣꯅꯣꯃꯁ ꯏꯂꯦꯛꯇ꯭ꯔꯤꯛ ꯒꯥꯔꯤꯁꯤꯡ ꯑꯃꯁꯨꯡ ꯈꯣꯡꯖꯦꯜ ꯌꯥꯡꯅ ꯆꯦꯟꯕ ꯇ꯭ꯔꯦꯟꯁꯤꯡꯒꯨꯝꯕ ꯑꯅꯧꯕ ꯊꯧꯑꯣꯡꯁꯤꯡꯅ ꯑꯩꯈꯣꯏꯒꯤ ꯆꯠꯊꯣꯛ-ꯆꯠꯁꯤꯟꯒꯤ ꯃꯑꯣꯡ ꯑꯁꯤ ꯁꯦꯝꯒꯠꯂꯤ꯫